ꯁꯣꯁꯤꯑꯦꯜ ꯅꯦꯠꯋꯥꯔꯛꯁꯤꯡꯗꯒꯤ ꯋꯦꯕꯁꯥꯏꯠ ꯇ꯭ꯔꯥꯐꯤꯛ ꯍꯦꯟꯒꯠꯍꯟꯅꯕꯥ ꯀꯟꯇꯦꯟ꯭ꯇ ꯁꯇ꯭ꯔꯥꯇꯦꯖꯤ ꯑꯃꯥ ꯁꯦꯝꯕꯥ꯫ ꯁꯣꯁꯤꯑꯦꯜ ꯅꯦꯠꯋꯥꯔꯛꯁꯤꯡꯗꯒꯤ ꯋꯦꯕꯁꯥꯏꯠ ꯇ꯭ꯔꯥꯐꯤꯛ ꯍꯦꯟꯍꯟꯅꯕꯥ ꯄꯥꯟꯗꯝ ꯊꯝꯂꯤꯕꯥ ꯀꯟꯇꯦꯇꯟ꯭ꯇ ꯁꯇ꯭ꯔꯥꯇꯦꯖꯤ ꯑꯃꯥ ꯁꯦꯃꯒꯠꯅꯕꯥ ꯂꯧꯈꯠꯄꯥ ꯌꯥꯕꯥ ꯈꯣꯡꯊꯥꯡ ꯈꯔꯗꯤ ꯃꯈꯥꯗꯥ ꯄꯤꯔꯤ: ꯅꯍꯥꯛꯀꯤ ꯑꯣꯗꯤꯑꯦꯁ ꯑꯗꯨ ꯈꯪꯗꯣꯛꯎ: ꯀꯟꯇꯦꯟ꯭ꯇ ꯁꯇ꯭ꯔꯥꯇꯦꯖꯤ ꯑꯃꯍꯦꯛꯇꯕꯨ ꯁꯦꯝꯕꯒꯤ ꯑꯍꯥꯅꯕꯥ ꯈꯣꯡꯊꯥꯡꯗꯤ ꯅꯍꯥꯛꯀꯤ ꯇꯥꯔꯒꯦꯠ ꯑꯣꯗꯤꯑꯦꯁ ꯑꯗꯨ ꯈꯪꯖꯤꯅꯕꯅꯤ꯫ ꯅꯍꯥꯛꯀꯤ ꯑꯥꯏꯗꯤꯌꯦꯜ ꯀꯁ꯭ꯇꯃꯔꯁꯤꯡ ꯑꯗꯨ ꯀꯅꯥꯅꯣ, ꯑꯃꯁꯨꯡ ꯃꯈꯣꯏꯅꯥ ꯃꯔꯨꯑꯣꯏꯅꯥ ꯀꯔꯤ ꯁꯣꯁꯤꯑꯦꯜ ꯅꯦꯠꯋꯥꯔꯛꯁꯤꯡ ꯁꯤꯖꯤꯟꯅꯔꯤꯕꯒꯦ? ꯅꯍꯥꯛꯀꯤ ꯑꯣꯗꯤꯑꯦꯁꯁꯤꯡꯅꯥ ꯃꯈꯣꯏꯒꯤ ꯃꯇꯝ ꯑꯣꯟꯂꯥꯏꯟꯗꯥ ꯀꯗꯥꯏꯗꯥ ꯁꯤꯖꯤꯟꯅꯔꯤꯕꯒꯦ ꯍꯥꯌꯕꯗꯨ ꯅꯍꯥꯛꯅꯥ ꯈꯪꯂꯕꯥ ꯃꯇꯨꯡꯗꯥ, ꯅꯍꯥꯛꯅꯥ ꯅꯍꯥꯛꯀꯤ ꯀꯟꯇꯦꯟ꯭ꯇ ꯑꯗꯨ ꯃꯈꯣꯏꯒꯤ ꯗꯔꯀꯥꯔ ꯑꯣꯏꯕꯁꯤꯡ ꯑꯃꯁꯨꯡ ꯏꯟꯇ꯭ꯔꯦꯁꯠꯁꯤꯡ ꯑꯗꯨꯒꯥ ꯃꯥꯟꯅꯅꯥ ꯍꯦꯟꯅꯥ ꯇꯦꯜꯂꯔ ꯇꯧꯕꯥ ꯌꯥꯏ꯫ ꯃꯌꯦꯛ ꯁꯦꯡꯕꯥ ꯄꯥꯟꯗꯝꯁꯤꯡ ꯊꯝꯃꯨ: ꯅꯍꯥꯛꯀꯤ ꯀꯟꯇꯦꯟ꯭ꯇ ꯁꯇ꯭ꯔꯥꯇꯦꯖꯤꯒꯥ ꯂꯣꯏꯅꯅꯥ ꯅꯍꯥꯛꯅꯥ ꯀꯔꯤ ꯐꯪꯅꯤꯡꯂꯤꯕꯒꯦ ꯍꯥꯏꯕꯗꯨ ꯂꯦꯞꯊꯣꯛꯑꯨ꯫ ꯈꯨꯗꯝ ꯑꯣꯏꯅꯥ, ꯅꯍꯥꯛꯀꯤ ꯋꯦꯕꯁꯥꯏꯠꯇꯥ ꯂꯥꯛꯂꯤꯕꯁꯤꯡꯒꯤ ꯃꯁꯤꯡ ꯍꯦꯒꯠꯍꯟꯕꯥ ꯅꯠꯇ꯭ꯔꯒꯥ ꯅꯍꯥꯛꯀꯤ ꯁꯣꯁꯤꯑꯦꯜ ꯃꯤꯗꯤꯌꯥ ꯄꯦꯖꯁꯤꯡꯗꯥ ꯑꯦꯟꯒꯦꯖꯃꯦꯟꯇ ꯐꯒꯠꯍꯅꯕꯥ ꯄꯥꯝꯕꯤꯕ꯭ꯔꯥ? ꯃꯌꯦꯛ ꯁꯦꯡꯕꯥ ꯄꯥꯟꯗꯝꯁꯤꯡ ꯂꯩꯕꯅꯥ ꯈ꯭ꯋꯥꯏꯗꯒꯤ ꯃꯉꯝ ꯁꯥꯟꯕꯥ ꯀꯟꯇꯦꯟ꯭ꯇ ꯃꯈꯜ ꯑꯗꯨ ꯂꯦꯞꯊꯣꯛꯄꯗꯥ ꯃꯇꯦꯡ ꯄꯥꯡꯒꯅꯤ꯫ ꯀꯟꯇꯦꯟ꯭ꯇ ꯀꯦꯂꯦꯟꯗꯔ ꯑꯃꯥ ꯁꯦꯝꯒꯠꯄꯥ: ꯅꯍꯥꯛꯅꯥ ꯂꯦꯞꯇꯅꯥ ꯑꯅꯧꯕꯥ, ꯃꯔꯤ ꯂꯩꯅꯕꯥ ꯀꯟꯇꯦꯟ꯭ꯇꯁꯤꯡ ꯐꯣꯡꯕꯥ ꯉꯝꯅꯕꯥ ꯅꯍꯥꯛꯀꯤ ꯁꯣꯁꯤꯑꯦꯜ ꯃꯤꯗꯤꯌꯥ ꯄꯣꯁꯠꯁꯤꯡ ꯍꯥꯟꯅꯥ ꯄ꯭ꯂꯥꯟ ꯇꯧ꯫ ꯅꯍꯥꯛꯀꯤ ꯋꯦꯕꯁꯥꯏꯠꯇꯥ ꯑꯃꯨꯛ ꯍꯟꯅꯥ ꯂꯤꯡꯛ ꯇꯧꯕꯥ ꯄ꯭ꯔꯣꯃꯣꯁꯅꯦꯜ ꯀꯟꯇꯦꯟ꯭ꯇꯀꯤ ꯃꯤꯛꯁ ꯑꯃꯥ ꯌꯥꯎꯍꯟꯒꯗꯕꯅꯤ, ꯃꯁꯤꯒꯥ ꯂꯣꯏꯅꯅꯥ ꯏꯟꯗꯁꯇ꯭ꯔꯤꯒꯤ ꯄꯥꯎ, ꯃꯇꯨꯡꯗꯥ ꯊꯣꯛꯄꯥ ꯃꯤꯠꯌꯦꯡꯁꯤꯡ, ꯑꯃꯁꯨꯡ ꯃꯤꯠꯌꯦꯡ ꯆꯪꯕꯥ ꯋꯥꯍꯪꯁꯤꯡ ꯅꯠꯇ꯭ꯔꯒꯥ ꯄꯣꯂꯤꯁꯤꯁꯒꯨꯝꯕꯥ ꯅꯟ-ꯄ꯭ꯔꯣꯃꯣꯁꯅꯦꯜ ꯀꯟꯇꯦꯟ꯭ꯇꯁꯤꯡ ꯌꯥꯎꯍꯟꯒꯗꯕꯅꯤ꯫ ꯚꯤꯖꯨꯑꯦꯂꯁꯤꯡ ꯁꯤꯖꯤꯟꯅꯕꯥ: ꯁꯣꯁꯤꯑꯦꯜ ꯃꯤꯗꯤꯌꯥꯗꯥ ꯑꯦꯟꯒꯦꯖꯃꯦꯟꯠ ꯍꯦꯒꯠꯍꯟꯕꯗ ꯚꯤꯖꯨꯑꯦꯜ ꯀꯟꯇꯦꯟꯇ ꯑꯁꯤ ꯃꯔꯨ ꯑꯣꯏ꯫ ꯅꯍꯥꯛꯀꯤ ꯄꯣꯁꯠꯁꯤꯡꯗꯥ ꯃꯤꯠꯌꯦꯡ ꯆꯪꯕꯥ ꯏꯃꯦꯖꯁꯤꯡ, ꯚꯤꯗꯤꯑꯣꯁꯤꯡ ꯅꯠꯇ꯭ꯔꯒꯥ ꯏꯟꯐꯣꯒ꯭ꯔꯥꯐꯤꯛꯁꯤꯡ ꯁꯣꯏꯗꯅꯥ ꯌꯥꯎꯍꯟꯕꯤꯌꯨ ꯃꯗꯨꯅꯥ ꯅꯍꯥꯛꯀꯤ ꯑꯣꯗꯤꯌꯦꯁꯒꯤ ꯄꯨꯛꯅꯤꯡ ꯆꯤꯡꯁꯤꯟꯅꯤ ꯑꯃꯁꯨꯡ ꯃꯈꯣꯏꯕꯨ ꯅꯍꯥꯛꯀꯤ ꯋꯦꯕꯁꯥꯏꯠꯇꯥ ꯀ꯭ꯂꯤꯛ ꯇꯧꯅꯕꯥ ꯂꯝꯖꯤꯡꯕꯤꯒꯅꯤ꯫ ꯌꯨꯖꯔꯅꯥ ꯁꯦꯝꯕꯥ ꯀꯟꯇꯦꯟ꯭ꯇ ꯁꯤꯖꯤꯟꯅꯕ : ꯅꯍꯥꯛꯀꯤ ꯐꯣꯂꯣꯋꯔꯁꯤꯡꯕꯨ ꯅꯍꯥꯛꯀꯤ ꯕ꯭ꯔꯥꯟꯒꯥ ꯃꯔꯤ ꯂꯩꯅꯕꯥ ꯀꯟꯇꯦꯟ꯭ꯇ ꯁꯦꯝꯅꯕꯥ ꯑꯃꯁꯨꯡ ꯁꯤꯌꯔ ꯇꯧꯅꯕꯥ ꯄꯨꯛꯅꯤꯡ ꯊꯧꯒꯠꯄꯤꯌꯨ꯫ ꯃꯁꯤꯗꯥ ꯅꯍꯥꯛꯀꯤ ꯄꯣꯠꯊꯣꯛꯁꯤꯡ, ꯇꯦꯁ꯭ꯇꯤꯃꯣꯅꯤꯌꯦꯂꯁꯤꯡ ꯅꯠꯇ꯭ꯔꯒꯥ ꯕ꯭ꯂꯣꯒ ꯄꯣꯁꯠꯁꯤꯡ ꯐꯥꯎꯕꯥ ꯁꯤꯖꯤꯟꯅꯗꯨꯅꯥ ꯃꯈꯣꯏꯒꯤ ꯐꯣꯇꯣꯁꯤꯡ ꯌꯥꯎꯍꯟꯕꯥ ꯌꯥꯏ꯫ ꯅꯍꯥꯛꯀꯤ ꯁꯣꯁꯤꯑꯦꯜ ꯃꯤꯗꯤꯌꯥ ꯄꯦꯖꯁꯤꯡꯗꯥ ꯌꯨꯖꯔꯅꯥ ꯁꯦꯝꯕꯥ ꯀꯟꯇꯦꯟ꯭ꯇꯁꯤꯡ ꯁꯤꯌꯔ ꯇꯧꯕꯅꯥ ꯊꯥꯖꯕꯥ ꯍꯦꯒꯠꯍꯟꯕꯗꯥ ꯑꯃꯁꯨꯡ ꯑꯅꯧꯕꯥ ꯐꯣꯂꯣꯋꯔꯁꯤꯡ ꯄꯨꯛꯅꯤꯡ ꯆꯤꯡꯁꯤꯅꯕꯗꯥ ꯃꯇꯦꯡ ꯄꯥꯡꯒꯅꯤ꯫ ꯌꯦꯡꯁꯤꯟꯕꯥ ꯑꯃꯁꯨꯡ ꯑꯦꯗꯖꯁꯠ ꯇꯧꯕꯥ: ꯁꯣꯁꯤꯑꯦꯜ ꯃꯤꯗꯤꯌꯥꯗꯥ ꯅꯍꯥꯛꯀꯤ ꯋꯦꯕꯁꯥꯏꯠꯀꯤ ꯇ꯭ꯔꯥꯐꯤꯛ ꯑꯃꯁꯨꯡ ꯑꯦꯟꯒꯦꯖꯃꯦꯟꯠ ꯑꯗꯨ ꯌꯦꯡꯗꯨꯅꯥ ꯀꯔꯤ ꯃꯈꯜꯒꯤ ꯀꯟꯇꯦꯟ꯭ꯇꯁꯤꯡꯅꯥ ꯈ꯭ꯋꯥꯏꯗꯒꯤ ꯌꯥꯝꯅꯥ ꯀ꯭ꯂꯤꯛ ꯑꯃꯁꯨꯡ ꯁꯤꯌꯔ ꯇꯧꯔꯤꯕꯒꯦ ꯍꯥꯏꯕꯗꯨ ꯌꯦꯡꯑꯨ꯫ ꯑꯗꯣꯝꯒꯤ ꯀꯟꯇꯦꯟ꯭ꯇ ꯁ꯭ꯇꯔꯦꯇꯦꯖꯤ ꯑꯗꯨ ꯔꯤꯐꯥꯏꯟ ꯇꯧꯅꯕꯥ ꯋꯥꯈꯜꯂꯣꯟꯁꯤꯡ ꯑꯁꯤ ꯁꯤꯖꯤꯟꯅꯧ, ꯑꯗꯣꯝꯒꯤ ꯑꯣꯗꯤꯌꯦꯁꯗꯥ ꯀꯔꯤ ꯔꯤꯖꯣꯅꯦꯠ ꯇꯧꯕꯒꯦ ꯍꯥꯏꯕꯗꯨ ꯌꯦꯡꯅꯕꯥ ꯇꯣꯉꯥꯟ ꯇꯣꯉꯥꯅꯕꯥ ꯃꯈꯂꯒꯤ ꯄꯣꯁꯠꯁꯤꯡꯗꯥ ꯑꯦꯛꯁꯄ꯭ꯔꯤꯃꯦꯟꯠ ꯇꯧꯕꯤꯌꯨ꯫ ꯑꯄꯨꯅꯕꯥ ꯑꯣꯏꯅꯥ, ꯁꯣꯁꯤꯑꯦꯜ ꯅꯦꯠꯋꯥꯔꯛꯁꯤꯡꯗꯒꯤ ꯋꯦꯕꯁꯥꯏꯠ ꯇ꯭ꯔꯥꯐꯤꯛ ꯌꯥꯡꯒꯠꯄꯥ ꯉꯝꯕꯥ ꯏꯐꯦꯛꯇꯤꯚ ꯑꯣꯏꯕꯥ ꯀꯟꯇꯦꯟ꯭ꯇ ꯁꯇ꯭ꯔꯦꯇꯦꯖꯤ ꯑꯃꯥ ꯁꯦꯝꯅꯕꯒꯤ ꯃꯔꯨꯑꯣꯏꯕꯥ ꯑꯁꯤ ꯅꯍꯥꯛꯀꯤ ꯑꯣꯗꯤꯑꯣ-ꯚꯤꯖꯨꯑꯦꯜꯁꯤꯡꯕꯨ ꯅꯤꯡꯊꯤꯅꯥ ꯈꯪꯖꯤꯅꯕꯥ ꯑꯃꯁꯨꯡ ꯃꯈꯣꯏꯒꯤ ꯏꯟꯇ꯭ꯔꯦꯁꯠ ꯑꯃꯁꯨꯡ ꯗꯔꯀꯥꯔ ꯑꯣꯏꯕꯁꯤꯡꯒꯥ ꯃꯔꯤ ꯂꯩꯅꯕꯥ ꯁꯤꯌꯔ ꯇꯧꯕꯥ ꯌꯥꯕꯥ, ꯑꯦꯟꯒꯦꯖ ꯇꯧꯕꯥ ꯀꯟꯇꯦꯟ꯭ꯇ ꯁꯤꯡ ꯂꯦꯞꯇꯅꯥ ꯄꯤꯕꯅꯤ꯫